ꯈꯣꯡꯆꯠ ꯑꯗꯨ ꯍꯧꯔꯛꯎ ꯀꯁꯇꯃꯔ ꯑꯃꯅ ꯃꯇꯧ ꯀꯔꯝꯅꯥ ꯇꯦꯛꯁꯤ ꯁꯤꯖꯤꯟꯅꯒꯗꯒꯦ ꯍꯥꯢꯕꯗꯨ ꯐꯣꯡꯗꯣꯛꯄꯤꯌꯨ꯫ ꯀꯁꯇꯃꯔ ꯑꯃ ꯑꯣꯏꯅ ꯇꯦꯛꯁꯤ ꯁꯔꯚꯤꯁ ꯑꯃ ꯃꯑꯣꯡ ꯆꯨꯝꯅ ꯁꯤꯖꯤꯟꯅꯅꯕꯒꯤꯗꯃꯛꯇ ꯅꯍꯥꯛꯅ ꯂꯧꯈꯠꯀꯗꯕ ꯈꯣꯡꯊꯥꯡꯁꯤꯡ ꯃꯈꯥꯗꯥ ꯄꯤꯔꯤ: ꯅꯍꯥꯛꯅ ꯂꯝꯕꯤꯗ ꯆꯦꯜꯂꯤꯕ ꯇꯦꯛꯁꯤ ꯑꯃꯕꯨ ꯗ꯭ꯔꯥꯏꯚꯔ ꯑꯗꯨꯒ ꯃꯤꯠꯌꯦꯡ ꯊꯝꯗꯨꯅ ꯑꯃꯁꯨꯡ ꯅꯍꯥꯛꯀꯤ ꯈꯨꯠꯁꯥ ꯑꯗꯨ ꯋꯥꯡꯈꯠꯍꯟꯗꯨꯅ ꯍꯥꯢꯕ ꯌꯥꯏ꯫ ꯀꯔꯤꯒꯨꯝꯕꯥ ꯅꯍꯥꯛꯀꯤ ꯃꯐꯝꯗꯥ ꯇꯦꯛꯁꯤ ꯐꯖꯅꯥ ꯐꯪꯗ꯭ꯔꯕꯗꯤ ꯅꯠꯇ꯭ꯔꯒ ꯅꯍꯥꯛꯅ ꯄꯥꯝꯂꯕꯗꯤ ꯅꯍꯥꯛꯅ ꯃꯐꯝ ꯑꯗꯨꯒꯤ ꯇꯦꯛꯁꯤ ꯀꯝꯄꯦꯅꯤ ꯑꯃꯗ ꯐꯣꯟ ꯇꯧꯗꯨꯅ ꯅꯠꯇ꯭ꯔꯒ ꯎꯕꯔ ꯅꯠꯇ꯭ꯔꯒ ꯂꯥꯏꯐꯇꯒꯨꯝꯕ ꯔꯥꯏꯗ-ꯍꯦꯂꯤꯡ ꯑꯦꯞ ꯑꯃ ꯁꯤꯖꯤꯟꯅꯗꯨꯅ ꯑꯣꯔꯗꯔ ꯇꯧꯕꯥ ꯌꯥꯏ꯫ ꯃꯥꯢꯀꯩ ꯄꯤꯌꯨ: ꯅꯍꯥꯛꯅ ꯇꯦꯛꯁꯤꯒꯤ ꯃꯅꯨꯡꯗ ꯂꯩꯔꯕ ꯃꯇꯨꯡꯗ ꯗ꯭ꯔꯥꯏꯚꯔ ꯑꯗꯨꯗ ꯅꯍꯥꯛꯅ ꯄꯥꯝꯂꯤꯕ ꯃꯐꯝ ꯑꯗꯨꯒꯤ ꯃꯌꯦꯛ ꯁꯦꯡꯕ ꯃꯥꯢꯀꯩ ꯇꯥꯛꯎ꯫ ꯀꯔꯤꯒꯨꯝꯕ ꯅꯍꯥꯛꯅ ꯑꯆꯨꯝꯕ ꯃꯐꯝ ꯑꯗꯨ ꯈꯪꯗ꯭ꯔꯕꯗꯤ ꯏꯁꯇꯥꯕ꯭ꯂꯤꯁꯃꯦꯟꯇ ꯑꯗꯨꯒꯤ ꯃꯃꯤꯡ ꯅꯠꯇ꯭ꯔꯒ ꯃꯅꯥꯛ ꯅꯛꯄꯥ ꯂꯦꯟꯗꯃꯥꯔꯛ ꯑꯃ ꯄꯤꯕ ꯍꯥꯢꯕꯁꯤ ꯃꯍꯧꯁꯥꯅ ꯃꯇꯤꯛ ꯆꯥꯕꯅꯤ꯫ ꯚꯥꯔꯥ ꯄꯤꯕ: ꯇꯦꯛꯁꯤꯒꯤ ꯚꯥꯔꯥ ꯑꯁꯤ ꯃꯍꯧꯁꯥꯅ ꯂꯝꯕꯤ ꯑꯃꯁꯨꯡ ꯃꯇꯝꯒꯤ ꯃꯇꯨꯡ ꯏꯟꯅ ꯅꯠꯇ꯭ꯔꯒ ꯑꯀꯛꯅꯕ ꯂꯝꯕꯤ ꯑꯃꯒꯤꯗꯃꯛ ꯐ꯭ꯂꯦꯠ ꯔꯦꯠ ꯑꯃꯗ ꯆꯥꯔꯖ ꯇꯧꯕ ꯃꯤꯇꯔ ꯑꯃ ꯁꯤꯖꯤꯟꯅꯗꯨꯅ ꯂꯦꯞꯊꯣꯛꯏ꯫ ꯈꯣꯡꯆꯠ ꯑꯗꯨ ꯍꯧꯗ꯭ꯔꯤꯉꯩꯒꯤ ꯃꯃꯥꯡꯗ ꯗ꯭ꯔꯥꯏꯚꯔ ꯑꯗꯨꯒ ꯂꯣꯢꯅꯅꯥ ꯚꯥꯔꯥ ꯑꯗꯨ ꯁꯣꯢꯗꯅ ꯌꯥꯅꯕꯤꯎ ꯃꯔꯝ ꯑꯗꯨꯅ ꯅꯍꯥꯛꯅ ꯊꯧꯔꯤꯕ ꯑꯗꯨꯒꯤ ꯑꯔꯣꯏꯕꯗ ꯑꯉꯛꯄ ꯄꯣꯛꯍꯜꯂꯣꯏꯗꯕꯅꯤ꯫ ꯁꯤꯇꯕꯦꯜꯇ ꯁꯤꯖꯤꯟꯅꯧ: ꯅꯍꯥꯛꯀꯤ ꯆꯦꯛꯁꯤꯟꯅꯕꯒꯤꯗꯃꯛ ꯇꯦꯛꯁꯤꯅ ꯊꯧꯗ꯭ꯔꯤꯉꯩꯗꯥ ꯁꯤꯠꯕꯦꯜ ꯐꯥꯕ ꯀꯥꯎꯒꯅꯨ꯫ ꯄꯦ ꯑꯃꯁꯨꯡ ꯇꯤꯞ: ꯅꯍꯥꯛꯅ ꯅꯍꯥꯛꯀꯤ ꯄꯟꯊꯨꯡꯐꯝ ꯑꯗꯨꯗ ꯌꯧꯔꯛꯄ ꯃꯇꯝꯗ ꯗ꯭ꯔꯥꯏꯚꯔ ꯑꯗꯨꯅ ꯅꯍꯥꯛꯄꯨ ꯑꯄꯨꯟꯕ ꯁꯦꯟꯐꯝ ꯑꯗꯨ ꯈꯪꯍꯜꯂꯛꯀꯅꯤ꯫ ꯅꯍꯥꯛꯅ ꯄꯩꯁꯥ ꯑꯣꯏꯅ, ꯗꯦꯕꯤꯠ ꯅꯠꯇ꯭ꯔꯒ ꯀ꯭ꯔꯦꯗꯤꯠ ꯀꯥꯔꯗ ꯁꯤꯖꯤꯟꯅꯔꯕꯗꯤ ꯔꯥꯏꯗ-ꯍꯦꯂꯤꯡ ꯑꯦꯞꯀꯤ ꯈꯨꯠꯊꯥꯡꯗ ꯁꯦꯜ ꯄꯤꯕ ꯌꯥꯏ꯫ ꯀꯔꯤꯒꯨꯝꯕ ꯗ꯭ꯔꯥꯏꯚꯔ ꯑꯗꯨꯅ ꯑꯐꯕ ꯁꯔꯚꯤꯁ ꯄꯤꯔꯕꯗꯤ ꯇꯤꯞ ꯑꯃ ꯊꯝꯕꯒꯤ ꯆꯠꯅꯕꯤꯅꯤ꯫ ꯃꯍꯧꯁꯥꯒꯤ ꯑꯣꯏꯕ ꯁꯦꯟꯐꯝ ꯑꯁꯤ ꯑꯄꯨꯟꯕ ꯁꯦꯟꯐꯝꯒꯤ ꯆꯥꯗ ꯇꯔꯥꯗꯒꯤ ꯆꯥꯗ ꯀꯨꯟ ꯐꯥꯎꯕ ꯑꯣꯏꯒꯅꯤ꯫ ꯁꯥꯐꯅꯥ ꯊꯣꯛꯄ: ꯊꯣꯛꯂꯛꯇ꯭ꯔꯤꯉꯩꯒꯤ ꯃꯃꯥꯡꯗ ꯃꯔꯨꯑꯣꯏꯅ ꯃꯇꯨꯡꯗ ꯂꯥꯛꯄ ꯌꯥꯕ ꯇ꯭ꯔꯥꯐꯤꯛ ꯑꯃꯍꯦꯛꯇꯕꯨ ꯆꯦꯛ ꯇꯧꯗꯨꯅ ꯃꯗꯨ ꯁꯥꯐꯕ ꯑꯣꯏꯕ꯭ꯔꯥ ꯍꯥꯢꯕꯗꯨ ꯌꯦꯡꯎ꯫ ꯊꯣꯡꯅꯥꯎ ꯑꯗꯨ ꯃꯑꯣꯡ ꯆꯨꯝꯅ ꯊꯤꯡꯖꯤꯜꯂꯨ ꯑꯃꯁꯨꯡ ꯅꯍꯥꯛꯀꯤ ꯄꯣꯠ-ꯆꯩ ꯄꯨꯝꯅꯃꯛ ꯈꯣꯝꯖꯤꯟꯕ ꯀꯥꯎꯒꯅꯨ꯫ ꯅꯨꯃꯤꯠ ꯆꯨꯞꯄ ꯑꯃ ꯂꯦꯞꯂꯒ ꯊꯣꯔꯛꯄ ꯁꯩꯔꯦꯡ ꯑꯃ ꯏꯕꯤꯌꯨ꯫ ꯅꯨꯃꯤꯠ ꯑꯗꯨ ꯂꯣꯏꯁꯤꯜꯂꯛꯄꯒ ꯂꯣꯢꯅꯅꯥ ꯅꯨꯃꯤꯠ ꯆꯨꯞꯄ ꯑꯃ ꯂꯦꯞꯂꯒ ꯑꯇꯤꯌꯥꯕꯨ ꯄꯦꯟꯊꯣꯛꯏ ꯀꯣꯝꯂꯥ ꯃꯆꯨ ꯑꯃꯁꯨꯡ ꯑꯉꯥꯡꯕꯒꯤ ꯁꯦꯠꯄ ꯐꯤꯖꯣꯜꯁꯤꯡꯒ ꯂꯣꯢꯅꯅꯥ ꯐꯖꯔꯕ ꯁꯛꯇꯝ ꯑꯃꯗ꯫ ꯅꯣꯡꯖꯨ-ꯅꯨꯡꯁꯥꯅ ꯃꯩꯗꯥ ꯑꯣꯟꯊꯣꯛꯏ ꯅꯨꯃꯤꯠꯅ ꯅꯤꯡꯊꯤꯖꯅ ꯌꯥꯡꯅ ꯆꯦꯜꯂꯛꯄꯒ ꯂꯣꯢꯅꯅꯥ ꯑꯔꯣꯏꯕ ꯃꯉꯥꯜꯒꯤ ꯄꯣꯠꯁꯛ ꯑꯃ ꯅꯨꯃꯤꯗꯥꯡꯒꯤ ꯁꯦꯡꯂꯕ ꯀꯣꯌꯔꯒꯤ ꯃꯃꯥꯡꯗ꯫ ꯃꯆꯨꯁꯤꯡ ꯑꯗꯨ ꯇꯞꯅ ꯇꯞꯅ ꯂꯣꯏꯁꯤꯜꯂꯛꯏ ꯄꯤꯛꯄ ꯑꯃꯁꯨꯡ ꯍꯤꯒꯣꯛ ꯃꯆꯨꯁꯤꯡꯗ ꯅꯨꯃꯤꯠꯅ ꯎꯕ ꯐꯪꯗꯕ ꯃꯑꯣꯡꯗ ꯆꯦꯟꯊꯔꯛꯄꯒ ꯂꯣꯢꯅꯅꯥ ꯑꯇꯤꯌꯥꯕꯨ ꯅꯨꯃꯤꯗꯥꯡꯒꯤ ꯁꯦꯡꯂꯕ ꯃꯐꯝꯗ ꯊꯝꯗꯨꯅ꯫ ꯁꯥꯟꯇꯤ ꯂꯩꯕꯥ ꯇꯪꯗꯨ ꯂꯩꯇꯥꯕꯥ ꯑꯃ ꯂꯥꯛꯏ ꯅꯨꯃꯤꯠ ꯂꯣꯏꯔꯛꯄꯒ ꯂꯣꯢꯅꯅꯥ ꯅꯨꯃꯤꯠ ꯆꯨꯞꯄ ꯑꯃ ꯂꯦꯞꯂꯒ ꯑꯇꯣꯞꯄ ꯅꯨꯃꯤꯠ ꯑꯃꯒꯤ ꯈꯣꯡꯆꯠ ꯑꯗꯨ ꯀꯨꯞꯁꯤꯜꯂꯛꯏ꯫